"ꯁꯦꯜꯐ-ꯗꯣꯎꯇ" ꯍꯥꯏꯕ ꯋꯥꯍꯩ ꯑꯁꯤꯒꯤ ꯑꯔꯊ ꯐꯣꯡꯗꯣꯛꯅꯕꯥ ꯃꯦꯇꯥꯐꯣꯔ ꯑꯃ ꯁꯦꯝꯃꯨ꯫ ꯃꯁꯥꯅ ꯃꯁꯥꯕꯨ ꯆꯤꯡꯅꯕ ꯍꯥꯏꯕꯁꯤ ꯃꯤꯑꯣꯏ ꯑꯃꯒꯤ ꯋꯥꯈꯜꯗ ꯍꯨꯔꯥꯟꯕ ꯅꯣꯡꯂꯩ-ꯅꯨꯡꯁꯤꯠ ꯑꯃꯒ ꯃꯥꯟꯅꯍꯟꯕ ꯌꯥꯏ, ꯃꯈꯣꯏꯒꯤ ꯊꯥꯖꯕꯒꯤ ꯃꯉꯥꯜ ꯑꯗꯨ ꯊꯨꯒꯥꯏꯗꯨꯅ ꯃꯈꯣꯏꯒꯤ ꯇꯧꯕ ꯉꯝꯕꯁꯤꯡ ꯑꯃꯁꯨꯡ ꯋꯥꯔꯦꯞꯁꯤꯡꯗ ꯁꯦꯡꯗꯣꯛꯄ ꯌꯥꯏ꯫ ꯅꯣꯡꯂꯩ-ꯅꯨꯡꯁꯤꯠ ꯑꯃꯅ ꯆꯠꯊꯣꯛ-ꯆꯠꯁꯤꯟ ꯅꯠꯇꯔꯒ ꯊꯕꯛ ꯊꯧꯔꯝꯁꯤꯡꯗ ꯑꯀꯥꯏꯕ ꯄꯤꯕꯒꯨꯝꯅ, ꯃꯁꯥꯅ ꯃꯁꯥꯕꯨ ꯊꯥꯖꯖꯕꯅ ꯃꯤꯑꯣꯏ ꯑꯃꯕꯨ ꯃꯥꯡꯂꯣꯝꯗ ꯆꯪꯁꯤꯟꯕ ꯑꯃꯁꯨꯡ ꯊꯕꯛ ꯄꯥꯏꯈꯠꯄ ꯊꯤꯡꯕ ꯉꯝꯃꯤ꯫ ꯑꯗꯨꯕꯨ ꯅꯣꯡꯂꯩ-ꯅꯨꯡꯁꯤꯠ ꯑꯃꯍꯦꯛꯇꯒꯨꯝꯅ, ꯃꯁꯤꯁꯨ ꯄꯥꯁ ꯇꯧꯕ ꯌꯥꯏ, ꯃꯌꯦꯛ ꯁꯦꯡꯕꯥ ꯑꯃꯁꯨꯡ ꯃꯉꯥꯜ ꯂꯩꯕ ꯑꯇꯤꯌꯥ ꯑꯃꯥ ꯊꯝꯗꯨꯅꯥ, ꯑꯅꯧꯕ ꯊꯥꯖꯕ ꯑꯃꯁꯨꯡ ꯂꯥꯟꯊꯦꯡꯅꯕꯒꯤ ꯋꯥꯈꯜꯂꯣꯟ ꯑꯃꯒ ꯂꯣꯏꯅꯅꯥ꯫ ꯃꯈꯥꯗ ꯄꯤꯔꯤꯕ ꯑꯥꯔꯒꯨꯃꯦꯟꯇ ꯑꯁꯤ ꯏꯚꯥꯜꯌꯨꯑꯦꯠ ꯇꯧꯕꯤꯌꯨ ꯀꯁ꯭ꯇꯃꯔ ꯑꯦꯛꯁꯄꯤꯔꯤꯑꯦꯟꯁꯇꯥ ꯃꯤꯠꯌꯦꯡ ꯊꯝꯕꯥ ꯍꯥꯏꯕꯁꯤ ꯌꯥꯝꯅ ꯃꯔꯨꯑꯣꯏ꯫ ꯍꯣꯏ, ꯀꯁ꯭ꯇꯃꯔ ꯑꯦꯛꯁꯄꯔꯤꯌꯦꯟꯁꯇꯥ ꯃꯤꯠꯌꯦꯡ ꯊꯝꯕꯥ ꯑꯁꯤ ꯃꯔꯨꯑꯣꯏ ꯍꯥꯏꯕꯁꯤ ꯑꯆꯨꯝꯕꯅꯤ꯫ ꯀꯁ꯭ꯇꯃꯔꯁꯤꯡꯒꯤꯗꯃꯛꯇꯥ ꯄꯣꯖꯤꯇꯤꯕ ꯑꯣꯏꯕ ꯑꯃꯁꯨꯡ ꯃꯄꯨꯡ ꯐꯥꯕ ꯑꯦꯛꯁꯄꯔꯤꯌꯦꯟꯁ ꯑꯃ ꯄꯤꯕ ꯑꯁꯤ ꯕꯤꯖꯤꯅꯦꯁ ꯑꯃꯍꯦꯛꯇꯅꯥ ꯃꯥꯏ ꯄꯥꯛꯅꯕ ꯌꯥꯝꯅ ꯃꯔꯨꯑꯣꯏ꯫ ꯑꯐꯕꯥ ꯀꯁ꯭ꯇꯃꯔ ꯑꯦꯛꯁꯄꯤꯔꯤꯑꯦꯟꯁ ꯑꯃꯅ ꯀꯁ꯭ꯇꯃꯔꯁꯤꯡꯅ ꯍꯦꯟꯅꯥ ꯅꯨꯡꯉꯥꯏꯕ, ꯂꯣꯏꯅꯕꯤ ꯑꯃꯁꯨꯡ ꯍꯟꯖꯤꯟ ꯍꯟꯖꯤꯟ ꯕꯤꯖꯤꯅꯦꯁ ꯇꯧꯕꯥ ꯉꯝꯍꯜꯂꯤ꯫ ꯃꯁꯤꯅ ꯀꯝꯄꯦꯅꯤꯁꯤꯡꯕꯨ ꯃꯈꯣꯏꯒꯤ ꯀꯝꯄꯤꯇꯤꯇꯔꯁꯤꯡꯗꯒꯤ ꯃꯈꯣꯏ ꯃꯁꯥꯕꯨ ꯈꯦꯠꯅ ꯍꯟꯕꯥ, ꯑꯆꯦꯠꯄꯥ ꯕ꯭ꯔꯥꯟꯗ ꯔꯦꯄꯨꯇꯦꯁꯟ ꯑꯃ ꯁꯦꯝꯒꯠꯄꯥ, ꯑꯃꯁꯨꯡ ꯄꯣꯖꯤꯇꯤꯕ ꯑꯣꯏꯕ ꯋꯥꯍꯩ-ꯋꯥꯇꯒꯤ ꯔꯤꯀꯃꯦꯟꯗꯦꯁꯟꯁꯤꯡꯒꯤ ꯈꯨꯠꯊꯥꯡꯗ ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯕꯁꯨ ꯌꯥꯍꯜꯂꯤ꯫ ꯀꯁ꯭ꯇꯃꯔꯁꯤꯡꯅꯥ ꯆꯌꯦꯠꯅꯕꯥ ꯀꯌꯥ ꯂꯩꯕ ꯉꯁꯤꯒꯤ ꯀꯝꯄꯤꯇꯤꯇꯤꯕ ꯃꯥꯔꯀꯦꯠꯄꯂꯦꯁ ꯑꯁꯤꯗ, ꯍꯦꯟꯅꯥ ꯐꯕꯥ ꯀꯁ꯭ꯇꯃꯔ ꯑꯦꯛꯁꯄꯔꯤꯌꯦꯟꯁ ꯑꯃ ꯄꯤꯕ ꯑꯁꯤ ꯕꯤꯖꯤꯅꯦꯁ ꯑꯃꯒꯤ ꯃꯥꯏ ꯄꯥꯛꯄꯥ ꯅꯠꯇꯔꯒ ꯃꯥꯏ ꯄꯥꯛꯄ ꯂꯦꯞꯊꯣꯛꯄꯥ ꯉꯝꯕꯥ ꯃꯔꯨ ꯑꯣꯏꯕ ꯈꯦꯠꯅꯕꯥ ꯑꯃꯅꯤ꯫ ꯃꯣꯇꯤꯕꯦꯁꯟ ꯍꯦꯉꯠꯍꯟꯅꯕꯒꯤ ꯃꯑꯣꯡ ꯑꯍꯨꯝ ꯄꯟꯕꯤꯌꯨ꯫ ꯃꯌꯦꯛ ꯁꯦꯡꯕꯥ ꯑꯃꯁꯨꯡ ꯐꯪꯒꯗꯕꯥ ꯄꯥꯟꯗꯝꯁꯤꯡ ꯊꯝꯕꯥ: ꯊꯕꯛ ꯇꯧꯅꯕꯥ ꯑꯀꯛꯅꯕꯥ ꯄꯥꯟꯗꯝꯁꯤꯡ ꯂꯩꯕꯅ ꯏꯅꯔꯖꯤꯗꯥ ꯃꯤꯠꯌꯦꯡ ꯊꯝꯕꯗꯥ ꯃꯇꯦꯡ ꯄꯥꯡꯒꯅꯤ, ꯋꯥꯔꯦꯞ ꯍꯦꯒꯠꯍꯟꯕꯥ ꯉꯝꯒꯅꯤ ꯑꯃꯁꯨꯡ ꯃꯣꯇꯤꯕꯦꯁꯟ ꯍꯦꯒꯠꯍꯟꯕꯥ ꯉꯝꯕꯥ ꯄꯥꯟꯗꯝꯒꯤ ꯋꯥꯈꯜꯂꯣꯟ ꯑꯃ ꯄꯤꯕ ꯉꯝꯒꯅꯤ꯫ ꯄ꯭ꯔꯣꯒ꯭ꯔꯦꯁꯇꯥ ꯃꯅꯥ ꯄꯤꯕꯥ: ꯑꯆꯧꯕ ꯅꯠꯇꯔꯒ ꯑꯄꯤꯛꯄꯥ ꯃꯥꯏꯄꯥꯛꯄꯁꯤꯡ ꯈꯪꯗꯣꯛꯄꯅꯥ ꯅꯨꯡꯉꯥꯏꯕꯒꯤ ꯋꯥꯈꯜꯂꯣꯟ ꯑꯃ ꯄꯤꯕ ꯉꯝꯒꯅꯤ ꯑꯃꯁꯨꯡ ꯑꯔꯣꯏꯕ ꯄꯥꯟꯗꯝ ꯑꯗꯨꯒꯤ ꯃꯥꯏꯀꯩꯗ ꯃꯈꯥ ꯇꯥꯅ ꯊꯕꯛ ꯇꯧꯅꯕꯒꯤ ꯊꯧꯅꯥ ꯍꯦꯟꯒꯠꯍꯟꯕꯥ ꯉꯝꯒꯅꯤ꯫ ꯃꯅꯥꯁꯤꯡ ꯑꯁꯤ ꯇ꯭ꯔꯤꯠꯃꯦꯟꯇ ꯅꯠꯇꯔꯒꯥ ꯒꯤꯐꯒꯨꯝꯕꯥ ꯇꯦꯟꯖꯤꯕꯜ ꯑꯥꯏꯇꯦꯝꯁꯤꯡꯒꯤ ꯃꯑꯣꯡꯗꯥ ꯅꯠꯇꯔꯒꯥ ꯊꯥꯒꯠꯄ ꯅꯠꯇꯔꯒ ꯔꯤꯀꯣꯛꯅꯥꯏꯖꯦꯁꯟꯒꯨꯝꯕꯥ ꯏꯟꯇꯦꯟꯖꯤꯕꯜ ꯑꯣꯏꯕ ꯄꯣꯠꯂꯝꯁꯤꯡꯒꯤ ꯃꯑꯣꯡꯗ ꯑꯣꯏꯕ ꯌꯥꯏ꯫ ꯄꯣꯖꯤꯇꯤꯕ ꯑꯣꯏꯅꯥ ꯂꯩꯕ ꯑꯃꯁꯨꯡ ꯒ꯭ꯔꯣꯠꯀꯤ ꯋꯥꯈꯜꯂꯣꯟ ꯑꯃ ꯊꯝꯕꯥ: ꯑꯣꯞꯇꯤꯃꯤꯁ꯭ꯇꯤꯛ ꯑꯣꯏꯕ ꯑꯃꯁꯨꯡ ꯄꯣꯖꯤꯇꯤꯕ ꯑꯣꯏꯕ ꯋꯥꯈꯜꯂꯣꯟ ꯑꯃ ꯊꯝꯕꯥ ꯑꯁꯤꯅ ꯁꯤꯡꯅꯕꯁꯤꯡ ꯂꯥꯛꯁꯤꯟꯅꯕꯥ ꯃꯊꯧ ꯇꯥꯕ ꯏꯃꯣꯁꯅꯦꯜ ꯏꯅꯔꯖꯤ ꯄꯤꯗꯨꯅ ꯃꯣꯇꯤꯕꯦꯁꯟ ꯐꯒꯠꯍꯟꯕꯥ ꯉꯝꯒꯅꯤ꯫ ꯒ꯭ꯔꯣꯊ ꯃꯥꯏꯟꯁꯦꯠ ꯑꯃ, ꯅꯠꯇꯔꯒ ꯀꯟꯅꯥ ꯍꯣꯠꯅꯕꯒꯤ ꯈꯨꯠꯊꯥꯡꯗ ꯁ꯭ꯀꯤꯜ ꯑꯃꯁꯨꯡ ꯑꯦꯕꯤꯂꯤꯇꯤꯁꯤꯡ ꯗꯤꯕꯦꯂꯞ ꯇꯧꯕ ꯌꯥꯏ ꯍꯥꯏꯕꯒꯤ ꯊꯥꯖꯕ ꯑꯁꯤꯅ ꯑꯅꯧꯕ ꯁꯤꯡꯅꯕꯁꯤꯡ ꯊꯦꯡꯅꯕꯗꯥ ꯄꯨꯛꯅꯤꯡ ꯊꯧꯒꯠꯇꯨꯅ ꯑꯃꯁꯨꯡ ꯒ꯭ꯔꯣꯊꯀꯤ ꯈꯨꯗꯣꯡꯆꯥꯕ ꯑꯃ ꯑꯣꯏꯅ ꯁꯣꯍꯜꯂꯕꯥ ꯃꯤꯑꯣꯏꯁꯤꯡꯕꯨ ꯌꯦꯡꯗꯨꯅꯥ ꯃꯣꯇꯤꯕꯦꯁꯟ ꯍꯦꯒꯠꯍꯟꯕꯗꯁꯨ ꯃꯇꯦꯡ ꯄꯥꯡꯕ ꯉꯝꯒꯅꯤ꯫